ꯑꯣꯢꯅꯥꯝ, ꯈꯨꯃꯟꯆꯥ, ꯀꯪꯂꯩꯆꯥ, ꯃꯩꯩꯇꯩ ꯃꯅꯤꯄꯨꯔꯤꯁꯤꯡꯅꯤ। ꯑꯦꯔꯋꯤꯟ ꯔꯨꯗꯣꯂꯐ ꯖꯣꯁꯦꯐ ꯑꯂꯦꯛꯖꯦꯟꯗꯔ ꯁ꯭ꯔꯣꯗꯤꯡꯒꯔ (ꯌꯨ. ꯀꯦ. , ꯌꯨ. ꯑꯦꯁ. ꯖꯔꯃꯅꯤꯒꯤ ꯑꯣꯒꯁ꯭ꯠ ꯇꯔꯥꯅꯤꯊꯣꯢ, ꯖꯅꯨꯋꯥꯔꯤ ꯃꯔꯤ), ꯀꯔꯤꯒꯨꯝꯕꯥ ꯃꯇꯝꯗꯥ ꯏꯔꯋꯤꯟ ꯁ꯭ꯔꯣꯗꯤꯡꯒꯔ ꯅꯠꯇ꯭ꯔꯒ ꯑꯦꯔꯋꯤꯟ ꯁ꯭ꯔꯣꯗꯤꯟꯖꯔ ꯍꯥꯏꯅ ꯏꯕꯥ, ꯅꯣꯜꯂꯨꯛꯄꯥ ꯑꯃꯥ ꯑꯣꯏꯔꯝꯃꯤ꯫ ꯀ꯭ꯋꯥꯟꯇꯝ ꯊꯤꯑꯣꯔꯤꯗꯥ ꯐꯟꯗꯥꯃꯦꯟꯇꯦꯜ ꯔꯤꯖꯜꯇ ꯀꯌꯥ ꯑꯃꯥ ꯄꯨꯊꯣꯛꯈꯤꯕꯥ ꯃꯅꯥ ꯐꯪꯂꯕꯥ ꯑꯣꯁꯇ꯭ꯔꯤꯌꯥ-ꯑꯥꯏꯔꯤꯁꯀꯤ ꯐꯤꯖꯤꯛꯁ ꯁ꯭ꯔꯣꯗꯤꯡꯒꯔ ꯏꯛꯀ꯭ꯨꯋꯦꯁꯟ ꯑꯁꯤꯅꯥ ꯁꯤꯁꯇꯦꯝ ꯑꯃꯒꯤ ꯋꯦꯕ ꯐꯪꯁꯟ ꯑꯃꯁꯨꯡ ꯃꯇꯝꯒꯤ ꯃꯇꯨꯡ ꯏꯟꯅꯥ ꯃꯇꯧ ꯀꯔꯝꯅꯥ ꯗꯥꯏꯅꯥꯃꯤꯛ ꯑꯣꯏꯅꯥ ꯍꯣꯡꯂꯛꯄꯒꯦ ꯍꯥꯏꯕꯗꯨ ꯂꯦꯞꯊꯣꯛꯄꯒꯤ ꯃꯑꯣꯡ ꯑꯃꯥ ꯄꯤꯔꯤ꯫ ꯃꯁꯤꯒꯤ ꯃꯊꯛꯇꯥ, ꯃꯍꯥꯛꯅꯥ ꯐꯤꯖꯤꯛꯁꯀꯤ ꯇꯣꯉꯥꯟ ꯇꯣꯉꯥꯟꯕ ꯃꯁꯛꯁꯤꯡꯒꯤ ꯃꯇꯥꯡꯗꯥ ꯋꯥꯔꯤ ꯀꯌꯥ ꯏꯈꯤ ꯁ꯭ꯇꯦꯇꯤꯁꯇꯤꯀꯦꯜ ꯃꯦꯀꯥꯅꯤꯛꯁ ꯑꯃꯁꯨꯡ ꯊꯔꯃꯣꯗꯥꯏꯅꯥꯃꯤꯛꯁ, ꯗꯥꯏꯑꯦꯂꯛꯇ꯭ꯔꯤꯛꯁꯀꯤ ꯐꯤꯖꯤꯛꯁ, ꯃꯆꯨꯒꯤ ꯊꯤꯑꯣꯔꯤ, ꯏꯂꯦꯛꯇ꯭ꯔꯣꯗꯥꯏꯅꯥꯃꯤꯛ, ꯖꯦꯅꯦꯔꯦꯜ ꯔꯤꯂꯦꯇꯤꯕꯤꯇꯤ, ꯑꯃꯁꯨꯡ ꯀꯣꯁꯃꯣꯂꯣꯖꯤ, ꯑꯃꯁꯨꯡ ꯃꯍꯥꯛꯅꯥ ꯑꯄꯨꯟꯕ ꯐꯤꯜꯗ ꯊꯤꯑꯣꯔꯤ ꯑꯃꯥ ꯁꯦꯝꯅꯕ ꯍꯣꯠꯅꯕ ꯀꯌꯥ ꯑꯃꯥ ꯇꯧꯈꯤ꯫ ꯃꯍꯥꯛꯀꯤ ꯂꯥꯏꯔꯤꯛ,ꯁ꯭ꯔꯣꯗꯤꯡꯒꯔꯅꯥ ꯖꯤꯅꯦꯇꯤꯛꯁꯀꯤ ꯑꯋꯥꯕꯁꯤꯡ ꯑꯗꯨ ꯀꯣꯛꯍꯟꯈꯤ, ꯄꯨꯟꯁꯤꯒꯤ ꯐꯤꯒꯝ ꯑꯁꯤ ꯐꯤꯖꯤꯛꯁꯀꯤ ꯃꯤꯠꯌꯦꯡꯗꯒꯤ ꯌꯦꯡꯈꯤ꯫ ꯃꯍꯥꯛꯅꯥ ꯁꯥꯏꯟꯁꯀꯤ ꯋꯥꯡꯉꯨꯂꯣꯟ ꯑꯣꯏꯕ ꯃꯑꯣꯡꯁꯤꯡ, ꯑꯔꯤꯕ, ꯑꯃꯁꯨꯡ ꯑꯣꯔꯤꯑꯦꯟꯇꯦꯜ ꯋꯥꯉꯨꯂꯣꯟꯒꯤ ꯋꯥꯈꯜꯂꯣꯟꯁꯤꯡ, ꯏꯊꯤꯛꯁ ꯑꯃꯁꯨꯡ ꯙꯔꯃꯒꯤ ꯃꯇꯥꯡꯗꯥ ꯌꯥꯝꯅꯥ ꯃꯤꯠꯌꯦꯡ ꯊꯝꯈꯤ꯫ ꯃꯍꯥꯛꯅ ꯋꯥꯡꯉꯨꯂꯣꯟ ꯑꯃꯁꯨꯡ ꯊꯤꯑꯣꯔꯤꯇꯤꯀꯦꯜ ꯕꯥꯏꯑꯣꯂꯣꯖꯤꯒꯤ ꯃꯇꯥꯡꯗꯁꯨ ꯏꯈꯤ꯫ ꯃꯤꯌꯥꯝꯅ ꯄꯥꯝꯅꯕ ꯀꯜꯆꯔꯗ, ꯃꯍꯥꯛ ꯑꯁꯤ ꯃꯍꯥꯛꯀꯤ "ꯁ꯭ꯔꯣꯗꯤꯡꯒꯤ ꯀꯦꯠꯜ" ꯋꯥꯈꯜꯒꯤ ꯑꯦꯛꯁꯄ꯭ꯔꯤꯃꯦꯟꯇꯀꯤꯗꯃꯛ ꯈ꯭ꯋꯥꯏꯗꯒꯤ ꯃꯃꯤꯡ ꯆꯠꯂꯤ꯫ ꯃꯍꯥꯛꯀꯤ ꯆꯦꯐꯣꯡꯗ ꯃꯍꯥꯛꯅꯥ ꯑꯇꯣꯞꯄꯥ ꯅꯨꯄꯤꯁꯤꯡꯒꯥ ꯁꯦꯛꯁꯨꯑꯦꯜ ꯔꯤꯂꯦꯁꯟꯁꯤꯡ ꯑꯃꯁꯨꯡ ꯃꯍꯥꯛꯅꯥ ꯃꯁꯥꯅꯥ ꯃꯁꯥꯕꯨ ꯇꯤꯟ-ꯀꯥꯡ ꯑꯣꯏꯔꯤꯕꯥ ꯅꯨꯄꯤꯃꯆꯥꯁꯤꯡꯒꯤ ꯄ꯭ꯔꯤꯗꯤꯛꯁꯟ ꯍꯥꯏꯅ ꯐꯣꯡꯗꯣꯛꯈꯤꯕ ꯑꯗꯨꯁꯨ ꯗꯣꯀꯨꯃꯦꯟꯇ ꯇꯧꯈꯤ꯫ ꯃꯍꯥꯛꯀꯤ ꯄꯨꯟꯁꯤꯒꯤ ꯑꯌꯥꯝꯕ ꯁꯔꯨꯛ ꯇꯣꯉꯥꯟ ꯇꯣꯉꯥꯟꯕꯥ ꯇꯥꯏꯕꯪ ꯃꯍꯩꯀꯣꯜꯁꯤꯡ ( ꯌꯨꯅꯤꯚꯔꯁꯤꯇꯤꯁꯤꯡ) ꯗꯥ ꯄꯣꯖꯤꯁꯟꯁꯤꯡꯒꯥ ꯂꯣꯏꯅꯅꯥ ꯑꯦꯀꯥꯗꯦꯃꯤꯛ ꯑꯃꯥ ꯑꯣꯏꯅꯥ ꯂꯦꯟꯈꯤ, ꯁ꯭ꯔꯣꯗꯤꯡꯒꯔꯅꯥ ꯄꯣꯜ ꯗꯤꯔꯥꯛꯀꯥ ꯂꯣꯏꯅꯅꯥ ꯢꯪ ꯁꯣꯛ ꯂꯤꯁꯤꯡ ꯑꯃꯒ ꯆꯃꯥꯄꯟ ꯀꯨꯟꯊ꯭ꯔꯥꯍꯨꯝꯗꯣꯢ ꯗꯥ ꯀ꯭ꯋꯥꯟꯇꯝ ꯃꯦꯀꯥꯅꯤꯛꯁꯀꯤ ꯃꯇꯥꯡꯗ ꯃꯍꯥꯛꯅꯥ ꯇꯧꯈꯤꯕ ꯊꯕꯛꯁꯤꯡꯒꯤꯗꯃꯛ ꯐꯤꯖꯤꯛꯁꯀꯤ ꯅꯣꯕꯦꯜ ꯃꯅꯥ ꯐꯪꯈꯤ, ꯆꯍꯤ ꯑꯗꯨꯃꯛꯇꯗ ꯃꯍꯥꯛꯅ ꯅꯥꯠꯀꯤ ꯑꯣꯏꯕ ꯋꯥꯈꯜꯂꯣꯟ ꯑꯗꯨꯅ ꯃꯔꯝ ꯑꯣꯏꯗꯨꯅ ꯖꯔꯃ ꯊꯥꯗꯣꯛꯈꯤ꯫ ꯃꯍꯥꯛꯀꯤ ꯄꯔꯁꯣꯅꯦꯜ ꯂꯥꯏꯐꯇꯥ ꯃꯍꯥꯛꯀꯤ ꯂꯣꯏꯅꯕꯤ ꯑꯃꯁꯨꯡ ꯃꯍꯥꯛꯀꯤ ꯊꯕꯛ ꯇꯧꯅꯕ ꯅꯨꯄꯤ ꯂꯣꯏꯅꯅꯥ ꯂꯩꯃꯤꯟꯅꯈꯤ ꯃꯗꯨꯅꯥ ꯃꯔꯝ ꯑꯣꯏꯔꯒꯥ ꯃꯍꯥꯛ ꯑꯣꯛꯁꯐꯣꯔꯗꯇꯥ ꯂꯩꯕꯥ ꯃꯍꯥꯛꯀꯤ ꯄꯣꯖꯤꯁꯟ ꯑꯗꯨ ꯊꯥꯗꯣꯛꯈꯤꯕꯥ ꯑꯋꯥꯕꯁꯤꯡ ꯊꯣꯛꯍꯟꯈꯤꯕ ꯌꯥꯏ꯫ ꯃꯇꯨꯡ ꯇꯥꯔꯛꯄ ꯐꯥꯎꯕ, ꯃꯍꯥꯛ ꯅꯥꯠꯀꯤ ꯑꯣꯏꯕ ꯊꯧꯗꯥꯡ ꯂꯧꯈꯤꯕ ꯐꯥꯎꯕ ꯑꯁꯇ꯭ꯔꯤꯌꯥꯒꯤ ꯒ꯭ꯔꯦꯖꯗꯥ ꯄꯣꯖꯤꯁꯟ ꯑꯃꯥ ꯂꯧꯈꯤ, ꯃꯗꯨꯒꯤ ꯃꯇꯨꯡꯗꯥ ꯃꯍꯥꯛ ꯑꯔꯣꯏꯕꯗꯥ ꯗꯕ꯭ꯂꯤꯟꯗꯥ ꯃꯇꯝ ꯁꯥꯡꯅ ꯊꯧꯔꯥꯡ ꯑꯃꯥ ꯐꯪꯗꯨꯅꯥ ꯂꯥꯟꯊꯣꯛꯈꯤ ꯃꯐꯝ ꯑꯗꯨꯗꯥ ꯃꯍꯥꯛ ꯏꯪ ꯁꯣꯛ ꯂꯤꯁꯤꯡ ꯑꯃꯒ ꯆꯃꯥꯄꯟ ꯌꯥꯡꯈꯩꯃꯉꯥ ꯗꯥ ꯐꯝ ꯊꯥꯗꯣꯛꯄ ꯐꯥꯎꯕ ꯂꯩꯈꯤ, ꯃꯍꯥꯛ ꯆꯍꯤ ꯍꯨꯝꯐꯨꯗ꯭ꯔꯥꯍꯨꯝꯗꯣꯢ ꯁꯨꯔꯛꯄꯗꯥ ꯚꯤꯌꯦꯠꯅꯥꯗꯥ ꯇ꯭ꯌꯨꯕꯔꯀꯨꯂꯣꯁꯤꯁꯅꯥ ꯅꯥꯗꯨꯅꯥ ꯂꯩꯈꯤꯗ꯭ꯔꯦ꯫ ꯃꯇꯦꯡ ꯂꯧꯔꯛꯐꯝ ꯃꯆꯥꯈꯥꯏꯕ ꯐꯪꯐꯝ ꯊꯣꯛꯄꯁꯤꯡ ꯃꯁꯤ ꯃꯥꯂꯦꯝꯗ ꯂꯩꯔꯤꯕ ꯎꯆꯦꯛ ꯀꯥꯡꯂꯨꯞꯁꯤꯡꯒꯤ ꯃꯅꯨꯡꯗ ꯑꯃꯅꯤ꯫ ꯊꯋꯥꯢ ꯄꯥꯟꯕ ꯅꯩꯅꯂꯣꯟꯒꯤ ꯃꯇꯨꯡꯏꯟꯅ ꯃꯁꯤ ꯑꯦꯅꯤꯃꯦꯂꯤꯌꯥ ꯀꯧꯕ ꯀꯤꯡꯗꯝ ꯑꯃꯒꯤ ꯃꯅꯨꯡ ꯆꯜꯂꯤ, ꯀꯣꯔꯗꯥꯇꯥ ꯀꯧꯕ ꯐꯥꯢꯂꯝ ꯑꯃꯒꯤ ꯃꯅꯨꯡ ꯆꯜꯂꯤ ꯑꯗꯨꯒ ꯑꯦꯚꯤꯁ ꯀꯧꯕ ꯀ꯭ꯂꯥꯁ ꯑꯃꯒꯤ ꯃꯅꯨꯡ ꯆꯜꯂꯤ꯫ ꯃꯑꯣꯡ ꯃꯇꯧ ꯂꯩꯐꯝ ꯃꯐꯝ ꯂꯤꯆꯠ ꯁꯥꯆꯠ ꯃꯁꯤꯁꯨ ꯌꯦꯡꯕꯤꯌꯨ ꯃꯇꯦꯡ ꯂꯧꯔꯛꯐꯝ ꯃꯆꯥꯈꯥꯏꯕ ꯎꯆꯦꯛ ꯃꯁꯤ ꯃꯥꯂꯦꯝꯗ ꯂꯩꯔꯤꯕ ꯎꯆꯦꯛ ꯀꯥꯡꯂꯨꯞꯁꯤꯡꯒꯤ ꯃꯅꯨꯡꯗ ꯑꯃꯅꯤ꯫ ꯊꯋꯥꯢ ꯄꯥꯟꯕ ꯅꯩꯅꯂꯣꯟꯒꯤ ꯃꯇꯨꯡꯏꯟꯅ ꯃꯁꯤ ꯑꯦꯅꯤꯃꯦꯂꯤꯌꯥ ꯀꯧꯕ ꯀꯤꯡꯗꯝ ꯑꯃꯒꯤ ꯃꯅꯨꯡ ꯆꯜꯂꯤ, ꯀꯣꯔꯗꯥꯇꯥ ꯀꯧꯕ ꯐꯥꯢꯐꯝ ꯑꯃꯒꯤ ꯃꯅꯨꯡ ꯆꯜꯂꯤ ꯑꯗꯨꯒ ꯑꯦꯚꯤꯁ ꯀꯧꯕ ꯀ꯭ꯂꯥꯁ ꯑꯃꯒꯤ ꯃꯅꯨꯡ ꯆꯜꯂꯤ꯫ ꯃꯑꯣꯡ ꯃꯇꯧ ꯂꯩꯐꯝ ꯃꯐꯝ ꯂꯤꯆꯠ ꯁꯥꯆꯠ ꯃꯁꯤꯁꯨ ꯌꯦꯡꯕꯤꯌꯨ ꯃꯇꯦꯡ ꯂꯧꯔꯛꯐꯝ ꯃꯆꯥꯈꯥꯏꯕ ꯃꯆꯥꯛ ꯂꯦꯇꯤꯟ ꯑꯃꯦꯔꯤꯀꯥ ꯑꯃꯁꯨꯡ ꯀꯦꯔꯤꯕꯤꯌꯥꯟ ꯑꯦꯟꯚꯥꯏꯔꯣꯃꯦꯟꯇꯀꯤ ꯋꯥꯐꯝꯁꯤꯡꯗꯥ ꯏꯟꯐꯣꯔꯃꯦꯁꯟ ꯐꯪꯍꯟꯕꯥ, ꯃꯤꯌꯥꯝꯅꯥ ꯁꯔꯨꯛ ꯌꯥꯕꯥ ꯑꯃꯁꯨꯡ ꯖꯁꯇꯤꯁꯀꯤ ꯋꯥꯐꯝ ꯈꯪꯍꯜꯂꯤ꯫